ꯇꯦꯛꯁ ꯗꯣꯀ꯭ꯌꯨꯃꯦꯟꯇ ꯑꯅꯤ ꯄꯤꯔꯒꯥ, ꯀꯤ-ꯋꯥꯔꯗ ꯑꯃꯥ ꯄꯤꯔꯒꯥ ꯀꯅꯥꯅꯥ ꯈ꯭ꯋꯥꯏꯗꯒꯤ ꯃꯔꯤ ꯂꯩꯅꯕꯥ ꯑꯣꯏꯕꯒꯦ ꯍꯥꯏꯕꯗꯨ ꯂꯦꯞꯊꯣꯛꯎ꯫ ꯗꯣꯀꯨꯃꯦꯟꯇ ꯑꯃꯒꯤ ꯃꯃꯥꯡ ꯆꯍꯤꯗꯥ ꯑꯦꯛꯃꯦ ꯀ꯭ꯔ‌ꯣꯞꯅꯥ ꯀ꯭ꯋꯥꯂꯤꯇꯤ ꯑꯃꯁꯨꯡ ꯀꯁ꯭ꯇꯃꯔ ꯁꯔꯕꯤꯁꯀꯤ ꯃꯇꯥꯡꯗꯥ ꯁꯤꯖꯤꯟꯅꯕꯥ ꯀꯌꯥ ꯃꯥꯌꯣꯛꯅꯈꯤ ꯗꯣꯀꯨꯃꯦꯟꯇ ꯑꯅꯤꯒꯤ ꯑꯦꯛꯃꯦ ꯀ꯭ꯔ‌ꯣꯞꯅꯥ ꯑꯋꯥꯡꯕꯥ ꯄ꯭ꯔꯣꯐꯤꯠ ꯑꯃꯁꯨꯡ ꯀꯁ꯭ꯇꯃꯔ ꯁꯦꯇꯤꯁꯐꯦꯛꯁꯟꯒꯥ ꯂꯣꯏꯅꯅꯥ ꯃꯥꯏ ꯄꯥꯛꯄꯥ ꯆꯍꯤ ꯑꯃꯥ ꯊꯦꯡꯅꯈꯤ ꯃꯔꯨꯑꯣꯏꯕꯥ ꯋꯥꯍꯩ: ꯀꯁ꯭ꯇꯃꯔ ꯁꯔꯕꯤꯁꯗꯥ ꯌꯨꯝꯐꯝ ꯑꯣꯏꯗꯨꯅꯥ, ꯗꯣꯀ꯭ꯌꯨꯃꯦꯟꯇ ꯑꯃꯥꯅꯥ ꯈ꯭ꯋꯥꯏꯗꯒꯤ ꯃꯔꯤ ꯂꯩꯅꯕꯥ ꯑꯣꯏꯒꯅꯤ, ꯃꯔꯝꯗꯤ ꯃꯁꯤꯅꯥ ꯀꯁ꯭ꯇꯃꯔ ꯁꯔꯚꯤꯁꯀꯥ ꯃꯔꯤ ꯂꯩꯅꯕꯥ ꯑꯦꯛꯃꯦ ꯀ꯭ꯔ‌ꯣꯞꯀꯤ ꯁꯤꯖꯤꯟꯅꯅꯕꯁꯤꯡ ꯑꯗꯨ ꯃꯌꯦꯛ ꯁꯦꯡꯅꯥ ꯄꯜꯂꯤ, ꯑꯗꯨꯒꯥ ꯗꯣꯀ꯭ꯌꯨꯃꯦꯟꯇ ꯑꯅꯤꯒꯤꯅꯥ ꯀꯁ꯭ꯇꯃꯔ ꯁꯦꯇꯤꯁꯐꯦꯛꯁꯟ ꯑꯗꯨꯕꯨ ꯑꯀꯛꯅꯅꯥ ꯀꯁ꯭ꯇꯃꯔ ꯁꯔꯚꯤꯁꯀꯤ ꯃꯇꯥꯡꯗꯥ ꯄꯟꯗꯦ꯫ ꯀꯅꯥꯒꯨꯝꯕꯥ ꯑꯃꯅꯥ ꯋꯥꯈꯜ ꯂꯧꯁꯤꯡ ꯁꯤꯖꯤꯟꯅꯕꯒꯤ ꯈꯨꯗꯝ ꯑꯃꯥ ꯄꯤꯌꯨ꯫ ꯖꯨꯂꯤꯌꯥꯅꯥ ꯃꯍꯥꯛꯀꯤ ꯃꯔꯨꯞꯁꯤꯡꯒꯥ ꯂꯣꯏꯅꯅꯥ ꯀꯥꯡꯂꯨꯞ ꯑꯃꯗꯥ ꯂꯩꯔꯤꯉꯩꯗꯥ ꯀꯅꯥꯒꯨꯝꯕꯥ ꯑꯃꯅꯥ ꯃꯍꯥꯛꯀꯤ ꯋꯥꯡꯕꯒꯤ ꯃꯇꯥꯡꯗꯥ ꯍꯪꯂꯛꯏ, ꯅꯍꯥꯛ ꯌꯥꯝꯅꯥ ꯋꯥꯡꯏ, ꯃꯐꯝꯗꯨꯗꯥ ꯅꯣꯡꯖꯨ-ꯅꯨꯡꯁꯥ ꯑꯁꯤ ꯀꯔꯝꯅꯥ ꯂꯩꯕꯅꯣ? ꯕꯤꯠ ꯑꯃꯠꯇꯥ ꯌꯥꯎꯗꯅꯥ ꯖꯨꯂꯤꯌꯥꯅꯥ ꯅꯣꯛꯈꯤ,ꯋꯥꯈꯜ ꯑꯃꯒꯥ ꯂꯣꯏꯅꯅꯥ ꯄꯥꯎꯈꯨꯝ ꯄꯤꯔꯛꯏ, ꯃꯁꯤ ꯅꯣꯡ ꯆꯨꯔꯕꯥ ꯌꯥꯏ, ꯍꯪꯕꯤꯕꯒꯤꯗꯃꯛ ꯊꯥꯒꯠꯆꯔꯤ ꯑꯃꯁꯨꯡ ꯃꯤꯄꯨꯝ ꯈꯨꯗꯤꯡꯃꯛ ꯅꯣꯛꯈꯤ꯫ ꯖꯨꯂꯤꯌꯥꯅꯥ ꯃꯍꯥꯛꯀꯤ ꯊꯨꯅꯥ ꯌꯥꯡꯅꯥ ꯋꯥꯈꯜ ꯈꯟꯕꯥ ꯑꯃꯁꯨꯡ ꯂꯧꯁꯤꯡ ꯑꯗꯨ ꯁꯤꯖꯤꯟꯅꯗꯨꯅꯥ ꯅꯨꯡꯉꯥꯏꯕꯥ ꯄꯥꯎꯈꯨꯝ ꯑꯃꯥ ꯄꯤꯈꯤ, ꯐꯤꯚꯝ ꯑꯗꯨꯗꯥ ꯃꯍꯥꯛꯀꯤ ꯋꯥꯈꯜ ꯂꯧꯁꯤꯡ ꯑꯗꯨ ꯎꯠꯈꯤ꯫